ꯄꯤꯔꯤꯕꯥ ꯑꯣꯅꯂꯥꯏꯟ ꯀꯣꯔꯁ ꯑꯗꯨꯗꯥ ꯔꯦꯖꯤꯁ꯭ꯇꯔ ꯇꯧꯅꯕꯒꯤ ꯁ꯭ꯇꯦꯞꯁꯤꯡ ꯑꯗꯨ ꯂꯤꯁ꯭ꯠ ꯇꯧ꯫ ꯗꯦꯇꯥ ꯁꯥꯏꯟꯁꯇꯥ ꯑꯣꯅꯂꯥꯏꯟ ꯀꯣꯔꯁ ꯑꯃꯥ ꯔꯦꯖꯤꯁ꯭ꯇꯔ ꯇꯧꯅꯕꯒꯤꯗꯃꯛꯇꯥ ꯅꯍꯥꯛꯅꯥ ꯂꯧꯈꯠꯄꯥ ꯌꯥꯕꯥ ꯖꯦꯅꯦꯔꯦꯜ ꯁ꯭ꯇꯦꯞꯁꯤꯡ ꯃꯈꯥꯗꯥ ꯄꯤꯔꯤ꯫ ꯏꯟꯁꯇꯤꯠꯌꯨꯁꯟ ꯅꯠꯇ꯭ꯔꯒꯥ ꯄ꯭ꯂꯦꯇꯐꯣꯔꯝ ꯑꯃꯥ ꯈꯜꯂꯨ ꯗꯦꯇꯥ ꯁꯥꯏꯟꯁꯇꯥ ꯀꯣꯔꯁꯁꯤꯡ ꯄꯤꯔꯤꯕꯥ ꯃꯃꯤꯡ ꯂꯩꯔꯕꯥ ꯑꯣꯅꯂꯥꯏꯟ ꯏꯟꯁꯇꯤꯠꯌꯨꯁꯟ ꯅꯠꯇ꯭ꯔꯒꯥ ꯂꯔꯅꯤꯡ ꯄ꯭ꯂꯦꯇꯐꯣꯔꯝ ꯑꯃꯥ ꯈꯟꯕꯗꯒꯤ ꯍꯧꯒꯗꯕꯅꯤ꯫ ꯃꯈꯣꯏꯒꯤ ꯀꯣꯔꯁ ꯀꯦꯇꯥꯂꯣꯒ ꯑꯗꯨ ꯌꯦꯡꯎ ꯅꯠꯇ꯭ꯔꯒ ꯑꯀꯛꯅꯅꯥ ꯗꯦꯇꯥ ꯁꯥꯏꯟꯁ ꯀꯣꯔꯁꯁꯤꯡ ꯊꯤꯌꯨ꯫ ꯀꯣꯔꯁꯀꯤ ꯑꯣꯐꯔꯁꯤꯡ ꯑꯁꯤ ꯅꯍꯥꯛꯅꯥ ꯈꯟꯒꯗꯕꯥ ꯄ꯭ꯂꯦꯠꯐꯣꯔꯝ ꯅꯠꯇ꯭ꯔꯒꯥ ꯏꯟꯁꯇꯤꯠꯌꯨꯁꯟ ꯑꯗꯨꯒꯤ ꯃꯇꯨꯡ ꯏꯟꯅꯥ ꯈꯦꯠꯅꯕꯥ ꯌꯥꯏ, ꯃꯔꯝ ꯑꯗꯨꯅꯥ ꯅꯍꯥꯛꯀꯤ ꯗꯔꯀꯥꯔ ꯑꯣꯏꯕꯁꯤꯡ ꯑꯃꯁꯨꯡ ꯁꯦꯗ꯭ꯌꯨꯂꯁꯤꯡꯒꯥ ꯈ꯭ꯋꯥꯏꯗꯒꯤ ꯆꯨꯅꯕꯥ ꯄ꯭ꯔꯣꯒ꯭ꯔꯥꯝ ꯑꯃꯥ ꯊꯤꯕꯥ ꯑꯁꯤ ꯑꯐꯕꯥ ꯑꯃꯅꯤ꯫ꯅꯍꯥꯛꯅꯥ ꯂꯧꯕꯥ ꯄꯥꯝꯂꯤꯕꯥ ꯗꯦꯇꯥ ꯁꯥꯏꯟꯁ ꯀꯣꯔꯁ ꯑꯗꯨ ꯐꯪꯂꯕꯥ ꯃꯇꯨꯡꯗꯥ, ꯀꯣꯔꯁꯀꯤ ꯃꯁꯛ ꯈꯪꯗꯣꯛꯄꯥ, ꯃꯊꯧ ꯇꯥꯕꯁꯤꯡ ꯑꯗꯨ ꯅꯍꯥꯛꯀꯤ ꯁ꯭ꯀꯤꯜꯒꯤ ꯊꯥꯛ ꯑꯗꯨꯒꯥ ꯆꯨꯅꯕꯥ ꯑꯃꯁꯨꯡ ꯅꯍꯥꯛꯀꯤ ꯇꯝꯅꯕꯒꯤ ꯄꯥꯟꯗꯝꯁꯤꯡ ꯑꯗꯨ ꯁꯣꯏꯗꯅꯥ ꯐꯪꯍꯟꯅꯕꯥ ꯆꯦꯛꯁꯤꯟꯅꯥ ꯄꯥꯕꯤꯌꯨ꯫ ꯀꯔꯤꯒꯨꯝꯕꯥ ꯅꯍꯥꯛꯅꯥ ꯄ꯭ꯂꯦꯇꯐꯣꯔꯝ ꯅꯠꯇ꯭ꯔꯒꯥ ꯏꯟꯁꯇꯤꯠꯌꯨꯁꯟ ꯑꯗꯨꯗꯥ ꯑꯅꯧꯕꯥ ꯑꯣꯏꯔꯕꯗꯤ, ꯅꯍꯥꯛꯅꯥ ꯀꯣꯔꯁ ꯑꯗꯨꯒꯤꯗꯃꯛ ꯔꯦꯖꯤꯁ꯭ꯇꯔ ꯇꯧꯅꯕꯒꯤꯗꯃꯛ ꯁꯥꯏꯟ ꯑꯥꯞ ꯇꯧꯕ ꯅꯠꯇ꯭ꯔꯒꯥ ꯑꯦꯀꯥꯎꯟꯇ ꯑꯃꯥ ꯁꯦꯝꯕ ꯃꯊꯧ ꯇꯥꯏ꯫ꯃꯊꯧ ꯇꯥꯕꯥ ꯏꯟꯐꯣꯔꯃꯦꯁꯟ ꯑꯃꯍꯦꯛꯇꯕꯨ ꯃꯄꯨꯡ ꯐꯥꯍꯟꯒꯗꯕꯅꯤ ꯑꯃꯁꯨꯡ ꯔꯦꯖꯤꯁ꯭ꯇꯔꯦꯁꯟꯒꯤ ꯊꯧꯑꯣꯡ ꯑꯗꯨ ꯃꯄꯨꯡ ꯐꯥꯍꯟꯅꯕꯒꯤꯗꯃꯛ ꯄꯤꯔꯤꯕꯥ ꯄ꯭ꯔꯣꯝꯁꯤꯡ ꯑꯗꯨ ꯏꯟꯒꯗꯕꯅꯤ꯫ ꯀꯔꯤꯒꯨꯝꯕꯥ ꯀꯣꯔꯁ ꯑꯗꯨꯒꯤꯗꯃꯛ ꯐꯤ ꯑꯃꯥ ꯂꯩꯔꯕꯗꯤ, ꯀꯣꯔꯁ ꯑꯗꯨꯗꯥ ꯃꯤꯡ ꯆꯜꯅꯕꯒꯤꯗꯃꯛ ꯅꯍꯥꯛꯅꯥ ꯄꯦꯃꯦꯟꯇ ꯏꯟꯐꯣꯔꯃꯦꯁꯟ ꯄꯤꯕꯥ ꯑꯃꯁꯨꯡ ꯇ꯭ꯔꯥꯟꯖꯦꯛꯁꯟ ꯑꯗꯨ ꯃꯄꯨꯡ ꯐꯥꯍꯟꯕꯥ ꯃꯊꯧ ꯇꯥꯏ꯫ ꯅꯍꯥꯛꯀꯤ ꯑꯦꯀꯥꯎꯟꯇ ꯑꯗꯨ ꯁꯦꯠ ꯇꯧꯔꯕꯥ ꯃꯇꯨꯡꯗꯥ ꯑꯃꯁꯨꯡ ꯅꯍꯥꯛꯅꯥ ꯀꯣꯔꯁ ꯑꯗꯨꯒꯤꯗꯃꯛ ꯔꯦꯖꯤꯁ꯭ꯇꯔ ꯇꯧꯔꯕꯥ ꯃꯇꯨꯡꯗꯥ, ꯃꯍꯧꯁꯥꯅꯥ ꯅꯍꯥꯛꯀꯤ ꯑꯦꯟꯔꯣꯝꯃꯦꯟꯠ ꯑꯗꯨ ꯀꯟꯐꯥꯔꯝ ꯇꯧꯕ ꯀꯟꯐꯥꯔꯃꯦꯁꯟ ꯏꯃꯦꯜ ꯅꯠꯇ꯭ꯔꯒꯥ ꯃꯦꯁꯦꯖ ꯑꯃꯥ ꯐꯪꯒꯅꯤ꯫ꯅꯍꯥꯛꯅꯥ ꯃꯤꯡ ꯆꯜꯂꯕꯥ ꯃꯇꯨꯡꯗꯥ ꯀꯣꯔꯁꯀꯤ ꯃꯆꯥꯛꯁꯤꯡ ꯑꯦꯛꯁꯦꯁ ꯇꯧꯕ ꯌꯥꯒꯅꯤ ꯑꯃꯁꯨꯡ ꯇꯝꯕ ꯍꯧꯔꯒꯅꯤ꯫ ꯃꯁꯤꯗꯥ ꯄ꯭ꯔꯤ ꯔꯦꯀꯣꯔꯠ ꯇꯧꯔꯕꯥ ꯚꯤꯗꯤꯑꯣꯁꯤꯡ, ꯏꯟꯇꯔꯦꯛꯇꯤꯛ ꯂꯦꯁꯟꯁꯤꯡ, ꯀ꯭ꯕꯤꯖꯁꯤꯡ ꯑꯃꯁꯨꯡ ꯑꯦꯁꯥꯏꯃꯦꯟꯠꯁꯤꯡ ꯌꯥꯎꯕ ꯌꯥꯏ꯫ ꯈꯣꯡꯊꯥꯡꯁꯤꯡ ꯑꯁꯤ ꯏꯟꯗꯨꯅꯥ, ꯅꯍꯥꯛꯅꯥ ꯗꯦꯇꯥ ꯁꯥꯏꯟꯁꯀꯤ ꯑꯣꯅꯂꯥꯏꯟ ꯀꯣꯔꯁ ꯑꯃꯗꯥ ꯃꯥꯏꯄꯥꯛꯅꯥ ꯔꯦꯖꯤꯁ꯭ꯇꯔ ꯇꯧꯕꯥ ꯉꯝꯒꯗꯕꯅꯤ꯫